ꯀꯔꯤꯒꯨꯝꯕ ꯇꯦꯛ꯭ꯁꯠ ꯑꯃ ꯏꯪꯂꯤꯁꯇ ꯏꯔꯕꯗꯤ ꯈꯡꯗꯣꯛꯄ ꯉꯝꯕ ꯄ꯭ꯔꯣꯒ꯭ꯔꯥꯝ ꯑꯃ ꯁꯦꯝꯃꯨ꯫ ꯂꯥꯏꯔꯤꯛ ꯑꯁꯤ ꯏꯪꯂꯤꯁꯇ ꯏꯔꯤ꯫ ꯃꯁꯤꯅ ꯅꯦꯆꯔꯦꯜ ꯂꯦꯡꯒꯣꯏ꯭ꯁ ꯇꯨꯜ ꯀꯤꯠ ꯒꯤ ꯏꯪꯂꯤꯁ ꯀꯣꯔ꯭ꯁꯀꯤ ꯔꯤꯐ꯭ꯔꯦꯟꯁꯀꯥ ꯂꯣꯏꯅꯅ ꯆꯠꯅꯕ ꯌꯥꯕ ꯏꯪꯂꯤꯁꯀꯤ ꯋꯥꯍꯩꯁꯤꯡꯒꯤ ꯆꯥꯗ ꯌꯦꯡꯁꯤꯟꯗꯨꯅ ꯇꯧꯏ꯫ ꯀꯔꯤꯒꯨꯝꯕ ꯆꯥꯗ ꯄꯔꯁꯦꯟ ꯍꯨꯝꯐꯨꯗ꯭ꯔꯥꯗꯒꯤ ꯍꯦꯜꯂꯕꯗꯤ ꯃꯗꯨꯒꯤ ꯃꯇꯨꯡꯗ ꯃꯁꯤꯅ ꯇꯦꯛꯁ꯭ꯠ ꯑꯗꯨ ꯏꯪꯂꯤꯁꯇ‌ ꯏꯕꯥ ꯑꯣꯏꯅ ꯂꯧꯏ, ꯅꯠꯇꯔꯕꯗꯤ ꯏꯪꯂꯤꯁꯇ ꯏꯕꯥ ꯅꯠꯇꯦ ꯍꯥꯏꯅ ꯀ꯭ꯂꯥꯁꯤꯐꯥꯏ ꯇꯧꯏ꯫ ꯃꯈꯥꯗ ꯄꯤꯔꯤꯕ ꯗꯦꯇꯥ ꯄꯣꯏꯟꯇ ꯑꯁꯤ ꯀ꯭ꯂꯥꯁꯤꯐꯥꯏ ꯇꯧꯕ꯫ ꯋꯥꯔꯣꯜ ꯃꯁꯤ ꯍꯧꯖꯤꯛ ꯐꯥꯎꯕꯗ‌ ꯏꯕꯥ ꯈ꯭ꯋꯥꯏꯗꯒꯤ ꯏꯊꯤꯜ ꯄꯤꯕ ꯅꯣꯚꯦꯜꯅꯤ꯫ ꯄꯤꯔꯤꯕ ꯏꯟꯐꯣꯔꯃꯦꯁꯟ ꯑꯗꯨꯗ ꯌꯨꯝꯐꯝ ꯑꯣꯏꯗꯨꯅ ꯄꯤꯔꯤꯕ ꯇꯦꯛꯁ꯭ꯠ ꯑꯗꯨ ꯂꯤꯇꯔꯦꯆꯔ ꯑꯃꯒꯤ ꯃꯇꯥꯡꯗ ꯋꯥꯈꯜꯂꯣꯟ ꯑꯃ ꯅꯠꯇꯔꯒ ꯏꯚꯥꯂ꯭ꯌꯨꯑꯦꯁꯟ ꯑꯃ ꯐꯣꯡꯗꯣꯛꯂꯤꯕ ꯁ꯭ꯇꯦꯠꯃꯦꯟꯇ ꯑꯃ ꯑꯣꯏꯅ ꯀ꯭ꯂꯥꯁꯤꯐꯥꯏ ꯇꯧꯕ ꯌꯥꯏ꯫ ꯃꯈꯥꯒꯤ ꯁꯩꯔꯦꯡ, ꯔꯥꯏꯝ ꯁ꯭ꯀꯤꯝ ꯑꯃꯁꯨꯡ ꯁ꯭ꯇꯔꯛꯆꯔ ꯑꯁꯤ ꯑꯦꯅꯥꯂꯥꯏꯖ ꯇꯧꯕꯤꯌꯨ꯫ ꯃꯥꯂꯦꯝ ꯑꯁꯤ ꯑꯩꯈꯣꯏꯒ ꯌꯥꯝꯅ ꯋꯥꯅ ꯂꯩꯔꯤ ꯂꯦꯞꯇꯅ ꯑꯃꯁꯨꯡ ꯑꯊꯨꯕ ꯃꯇꯝꯗ ꯐꯪꯗꯨꯅ ꯑꯃꯁꯨꯡ ꯆꯥꯗꯤꯡ ꯇꯧꯗꯨꯅ ꯑꯩꯈꯣꯏꯅ ꯑꯩꯈꯣꯏꯒꯤ ꯁꯛꯇꯤꯁꯤꯡ ꯃꯥꯡꯍꯟ ꯇꯥꯛꯍꯜꯂꯤ꯫ ꯂꯥꯏꯔꯤꯛ ꯑꯅꯤꯒꯤ ꯁꯔꯨꯛ ꯑꯁꯤ ꯏꯪ ꯗꯥ ꯐꯣꯡꯈꯤꯕ ꯋꯤꯂꯤꯌꯝ ꯋꯥꯔꯗ꯭ꯁꯋꯔꯗꯀꯤ ꯁꯩꯔꯦꯡ ꯑꯃꯗꯒꯤꯅꯤ, ꯃꯗꯨꯒꯤ ꯃꯃꯤꯡꯗꯤ ꯃꯥꯂꯦꯝ ꯑꯁꯤ ꯑꯩꯈꯣꯏꯒ ꯌꯥꯝꯅ ꯅꯛꯅ ꯂꯩꯔꯤ꯫ ꯃꯁꯤꯗ ꯁꯤꯂꯦꯕꯜ ꯇꯔꯥꯒꯤ ꯐꯤꯛꯁ ꯂꯥꯏꯟ ꯂꯦꯡꯗꯅ ꯂꯩ ꯑꯃꯁꯨꯡ ꯄꯦꯇ꯭ꯔꯥꯔꯆꯟ ꯁꯣꯅꯦꯠ ꯁ꯭ꯇꯔꯛꯆꯔ ꯑꯃꯒꯤ ꯃꯇꯨꯡ ꯏꯟꯅ ꯆꯠꯂꯤ꯫ ꯑꯀꯛꯅꯕ ꯑꯦꯛꯁꯔꯞꯁꯟ ꯑꯁꯤꯗ ꯌꯥꯎꯔꯤꯕ ꯔꯥꯏꯝ ꯁ꯭ꯀꯤꯝ ꯑꯁꯤ ꯂꯥꯏꯟ ꯑꯅꯤ ꯈꯛꯇꯃꯛ ꯁꯦꯝꯕꯅ ꯃꯔꯝ ꯑꯣꯏꯗꯨꯅ ꯃꯌꯦꯛ ꯁꯦꯡꯗꯦ, ꯑꯃꯁꯨꯡ ꯔꯥꯏꯝ ꯑꯃꯗ ꯃꯍꯧꯁꯥꯅ ꯌꯥꯝꯗ꯭ꯔꯕꯗ‌ ꯂꯥꯏꯟ ꯃꯔꯤ ꯃꯊꯧ ꯇꯥꯏ꯫ ꯑꯗꯨꯝ ꯑꯣꯏꯅꯃꯛ, ꯁꯩꯔꯦꯡ ꯄꯨꯝꯅꯃꯛꯀꯤ ꯔꯥꯏꯝ ꯁꯠꯔꯛꯀꯆꯔ ꯑꯗꯨ ꯌꯦꯡꯂꯨꯔꯒꯗꯤ ꯃꯁꯤꯅ ꯄꯦꯇ꯭ꯔꯟ ꯑꯃꯒꯤ ꯃꯇꯨꯡ ꯏꯟꯅ ꯆꯠꯂꯤ꯫ ꯀꯟꯇꯦꯟꯇꯀꯤ ꯃꯇꯥꯡꯗ ꯁꯩꯔꯦꯡ ꯑꯁꯤꯅ ꯃꯤꯑꯣꯏꯕ ꯈꯨꯟꯅꯥꯏꯅ ꯃꯆꯥꯛ-ꯃꯊꯨꯝꯒꯤ ꯄꯣꯠꯂꯝꯁꯤꯡꯗ ꯊꯋꯥꯏ ꯌꯥꯎꯕ ꯑꯃꯁꯨꯡ ꯃꯥꯂꯦꯝꯒꯤ ꯑꯣꯏꯕ ꯋꯥꯈꯜꯂꯣꯟꯁꯤꯡꯗ ꯃꯤꯑꯣꯏꯕꯅ ꯀꯔꯝꯅ ꯊꯋꯥꯏ ꯌꯥꯎꯕꯒꯦ ꯍꯥꯌꯕꯗꯨ ꯌꯦꯡꯁꯤꯜꯂꯤ꯫ ꯂꯦꯠ ꯑꯃꯁꯨꯡ ꯑꯊꯨꯕꯥ ꯃꯇꯃꯗ ꯍꯥꯏꯕ ꯋꯥꯍꯩ ꯑꯁꯤ ꯍꯧꯈꯤꯕ ꯑꯃꯁꯨꯡ ꯇꯨꯡꯗ ꯂꯥꯛꯀꯣꯗꯧꯔꯤꯕ ꯃꯇꯝꯅꯤ ꯍꯥꯌꯅ ꯂꯧꯕ ꯌꯥꯏ, ꯃꯁꯤꯅ ꯇꯥꯛꯄꯗꯤ ꯃꯤꯑꯣꯏꯕꯅ ꯃꯇꯝ ꯀꯌꯥꯒꯤ ꯃꯃꯥꯡꯗꯒꯤ ꯄꯣꯠꯁꯤꯡ ꯂꯧꯁꯤꯟꯕꯗ ꯊꯋꯥꯏ ꯌꯥꯎꯗꯨꯅ ꯂꯥꯛꯂꯤ ꯑꯃꯁꯨꯡ ꯃꯈꯥ ꯇꯥꯅ ꯂꯩꯒꯅꯤ, ꯃꯈꯣꯏꯒꯤ ꯊꯋꯥꯏꯒꯤ ꯑꯣꯏꯕ ꯑꯃꯁꯨꯡ ꯅꯨꯡꯒꯤ ꯑꯣꯏꯕ ꯄꯨꯟꯁꯤꯗ ꯑꯀꯥꯏꯕ ꯄꯤꯒꯅꯤ꯫ ꯈꯨꯠꯂꯥꯏ ꯄꯥꯏꯕ ꯑꯃꯁꯨꯡ ꯆꯥꯗꯤꯡ ꯇꯧꯕ ,ꯑꯩꯈꯣꯏꯅ ꯑꯩꯈꯣꯏꯒꯤ ꯁꯛꯇꯤꯁꯤꯡ ꯃꯥꯡꯍꯟ ꯇꯥꯛꯍꯜꯂꯤ ꯍꯥꯏꯕ ꯂꯥꯏꯔꯤꯛ ꯑꯁꯤꯅ ꯇꯥꯛꯂꯤ ꯃꯗꯨꯗꯤ ꯃꯆꯥꯛ-ꯃꯊꯨꯝꯒꯤ ꯀꯥꯟꯅꯕ ꯐꯪꯅꯕ ꯂꯦꯞꯄ ꯂꯩꯇꯅ ꯍꯣꯠꯅꯕꯅ ꯑꯩꯈꯣꯏꯒꯤ ꯏꯅꯔꯖꯤ, ꯇꯦꯂꯦꯟꯇ ꯑꯃꯁꯨꯡ ꯑꯆꯧꯕ ꯋꯥꯐꯝꯁꯤꯡꯒꯤ ꯄꯣꯇꯦꯟꯁꯤꯌꯦꯜ ꯑꯗꯨ ꯁꯣꯛꯍꯜꯂꯤ꯫ ꯑꯄꯨꯟꯕ ꯑꯣꯏꯅ ꯂꯥꯏꯔꯤꯛꯁꯤꯡ ꯑꯁꯤꯅ ꯀꯟꯖꯨꯃꯔ ꯀꯜꯆꯔꯒ ꯃꯔꯤ ꯂꯩꯅꯕ ꯋꯥꯈꯜ ꯅꯨꯡꯉꯥꯏꯇꯕ ꯑꯃꯁꯨꯡ ꯃꯍꯧꯁꯥꯒꯤ ꯃꯥꯂꯦꯝ ꯑꯃꯁꯨꯡ ꯃꯤꯑꯣꯏꯕꯒꯤ ꯊꯋꯥꯏꯒ ꯍꯦꯟꯅ ꯂꯨꯝꯅ ꯃꯔꯤ ꯂꯩꯅꯕ ꯋꯥꯈꯜ ꯑꯃ ꯐꯣꯡꯗꯣꯛꯂꯤ꯫